ꯆꯥꯕꯒꯤ ꯍꯩꯅꯕꯤꯁꯤꯡꯒ ꯂꯣꯏꯅꯅ ꯂꯥꯟꯊꯦꯡꯅꯔꯤꯕ ꯀ꯭ꯂꯥꯏꯑꯦꯟꯇ ꯑꯃꯒꯤꯗꯃꯛ ꯒꯦꯝ ꯄ꯭ꯂꯥꯟ ꯑꯃ ꯁꯦꯝꯃꯨ꯫ ꯑꯦ. ꯑꯥꯏ. ꯑꯃ ꯑꯣꯏꯅ ꯑꯩꯍꯥꯛꯅ ꯈꯪꯏ ꯃꯗꯨꯗꯤ ꯃꯤꯑꯣꯏ ꯈꯔꯒꯤ ꯑꯣꯏꯅ ꯍꯛꯆꯥꯡ ꯐꯅ ꯂꯩꯅꯕ ꯆꯥꯕꯒꯤ ꯍꯩꯅꯕꯤ ꯊꯝꯕ ꯑꯁꯤ ꯀꯌꯥꯗ ꯁꯤꯡꯅꯕ ꯑꯃ ꯑꯣꯏꯕꯒꯦ ꯍꯥꯏꯕꯗꯨ꯫ ꯃꯔꯝ ꯑꯁꯤꯅ ꯑꯩꯍꯥꯛꯅ ꯑꯩꯍꯥꯛꯀꯤ ꯀ꯭ꯂꯥꯏꯟꯇꯄꯨ ꯃꯈꯣꯏꯒꯤ ꯄꯥꯟꯗꯝ ꯑꯗꯨ ꯐꯪꯅꯕꯒꯤ ꯃꯥꯏꯀꯩꯗ ꯂꯜꯖꯤꯡꯕꯗ ꯃꯇꯦꯡ ꯄꯥꯡꯅꯕ ꯒꯦꯝ ꯄ꯭ꯂꯥꯟ ꯑꯃ ꯄꯨꯊꯣꯛꯈ꯭ꯔꯦ꯫ ꯃꯈꯥꯗ ꯑꯩꯒꯤ ꯄ꯭ꯔꯄꯣꯖ ꯇꯧꯔꯤꯕ ꯄ꯭ꯂꯥꯟ ꯑꯁꯤꯅꯤ: ꯃꯈꯣꯏꯒꯤ ꯇ꯭ꯔꯥꯏꯒ꯭ꯔꯤꯁꯤꯡ ꯈꯪꯗꯣꯛꯄ: ꯃꯈꯣꯏꯒꯤ ꯍꯛꯆꯥꯡ ꯐꯅ ꯂꯩꯇꯕ ꯆꯥꯕꯒꯤ ꯍꯩꯅꯕꯤꯁꯤꯡ ꯑꯁꯤ ꯀꯔꯤꯅ ꯊꯣꯛꯍꯜꯂꯤꯕꯅꯣ ꯍꯥꯏꯕꯗꯨ ꯈꯪꯕ ꯑꯁꯤ ꯌꯥꯝꯅ ꯃꯔꯨꯑꯣꯏ꯫ ꯃꯈꯣꯏꯅ ꯏꯃꯣꯁꯅꯦꯜ ꯑꯣꯏꯅ ꯆꯥꯕ ꯅꯠꯇꯔꯒ ꯕꯣꯔ ꯈꯛꯇꯃꯛ ꯑꯣꯏꯔꯤꯕꯔ? ꯍꯥꯏꯔꯤꯕ ꯇ꯭ꯔꯤꯒꯔꯁꯤꯡ ꯑꯁꯤ ꯈꯪꯗꯣꯛꯄꯅ ꯃꯈꯣꯏ ꯒꯤ ꯐꯤꯚꯝꯁꯤꯡ ꯑꯁꯤꯗꯒꯤ ꯂꯥꯞꯅ ꯂꯩꯕꯗ ꯅꯠꯇꯔꯒ ꯑꯇꯣꯞꯄ ꯁꯣꯂꯨꯁꯟꯁꯤꯡ ꯄꯨꯊꯣꯛꯄꯗ ꯃꯇꯦꯡ ꯄꯥꯡꯕ ꯉꯝꯒꯅꯤ꯫ ꯇꯁꯦꯡꯕ ꯄꯥꯟꯗꯝꯁꯤꯡ ꯊꯝꯕ ꯅꯨꯃꯤꯠ ꯑꯃꯗ ꯑꯀꯟꯕ ꯑꯍꯣꯡꯕ ꯑꯃ ꯄꯨꯔꯛꯅꯕ ꯍꯣꯠꯅꯕꯒꯤ ꯃꯍꯨꯠꯇ, ꯑꯄꯤꯛꯄ, ꯐꯪꯕ ꯉꯝꯕ ꯄꯥꯟꯗꯝꯁꯤꯡ ꯊꯝꯕ ꯑꯁꯤ ꯌꯥꯝꯅ ꯐꯩ꯫ ꯃꯁꯤꯅ ꯃꯈꯣꯏꯒꯤ ꯃꯥꯏ ꯄꯥꯛꯄꯒꯤ ꯆꯥꯡ ꯍꯦꯟꯒꯠꯍꯟꯒꯅꯤ ꯑꯃꯁꯨꯡ ꯃꯈꯣꯏꯕꯨ ꯃꯈ ꯇꯥꯅ ꯃꯥꯡꯂꯣꯝꯗ ꯆꯪꯁꯤꯟꯕꯗ ꯄꯨꯛꯅꯤꯡ ꯊꯧꯒꯠꯀꯅꯤ꯫ ꯃꯤꯜ ꯄ꯭ꯂꯥꯅꯤꯡ: ꯃꯈꯣꯏꯒꯤ ꯆꯥꯅꯕ ꯊꯧꯔꯥꯡꯁꯤꯡ ꯃꯇꯝ ꯆꯥꯅ ꯄ꯭ꯂꯥꯟ ꯇꯧꯕꯅ ꯁ꯭ꯅꯦꯛ ꯇꯧꯕꯒꯤ ꯋꯥꯈꯜ ꯍꯟꯊꯍꯟꯕ ꯉꯝꯃꯤ ꯑꯃꯁꯨꯡ ꯄꯣꯔꯁꯟꯒꯤ ꯁꯥꯏꯖ ꯀꯟꯇꯔꯣꯜ ꯇꯧꯕꯗ ꯃꯇꯦꯡ ꯄꯥꯡꯏ꯫ ꯃꯁꯤ ꯃꯈꯣꯏꯒꯤ ꯆꯥꯅꯕ ꯁꯦꯝ-ꯁꯥꯕ ꯑꯃꯁꯨꯡ ꯁꯔꯨꯛ ꯌꯥꯅꯕ ꯍꯞꯇ ꯑꯃꯒꯤ ꯅꯨꯃꯤꯠ ꯑꯃ ꯊꯝꯗꯨꯅ ꯄꯥꯡꯊꯣꯛꯄ ꯌꯥꯏ꯫ ꯐꯨꯗ ꯗꯥꯏꯔꯤ ꯑꯃ ꯊꯝꯕ: ꯃꯈꯣꯏꯅ ꯆꯥꯔꯤꯕ ꯄꯣꯠꯂꯝꯁꯤꯡ ꯑꯃꯁꯨꯡ ꯀꯌ ꯌꯥꯝꯅ ꯆꯥꯕꯒꯦ ꯍꯥꯏꯕꯗꯨ ꯌꯦꯡꯁꯤꯟꯕꯅ ꯃꯈꯣꯏꯒꯤ ꯆꯥꯕꯒꯤ ꯍꯩꯅꯕꯤꯒꯤ ꯃꯇꯥꯡꯗ ꯃꯃꯜ ꯌꯥꯝꯂꯕ ꯋꯥꯈꯜꯂꯣꯟꯁꯤꯡ ꯄꯤꯕ ꯉꯝꯒꯅꯤ꯫ ꯃꯈꯣꯏꯅ ꯑꯍꯣꯡꯕ ꯄꯨꯔꯛꯄ ꯃꯊꯧ ꯇꯥꯕ ꯃꯑꯣꯡ-ꯃꯇꯧ ꯑꯃꯁꯨꯡ ꯂꯝꯁꯤꯡ ꯈꯪꯖꯤꯟꯕ ꯍꯧꯔꯛꯄ ꯌꯥꯏ꯫ ꯆꯥꯕ ꯃꯇꯝꯗ ꯋꯥꯈꯜ ꯆꯦꯠꯅ ꯂꯩꯌꯨ ꯃꯈꯣꯏꯅ ꯆꯥꯔꯤꯕ ꯄꯣꯠꯂꯝꯁꯤꯡꯗ ꯋꯥꯈꯜ ꯈꯟꯕꯅ ꯍꯦꯟꯅ ꯆꯥꯕ ꯊꯤꯡꯕꯗ ꯃꯇꯦꯡ ꯄꯥꯡꯏ꯫ ꯃꯈꯣꯏꯅ ꯃꯁꯤ ꯇꯞꯅ ꯇꯞꯅ ꯆꯥꯕ, ꯃꯈꯣꯏꯒꯤ ꯆꯤꯟꯖꯥꯛꯁꯤꯡ ꯐꯖꯅ ꯊꯛꯄ ꯑꯃꯁꯨꯡ ꯇꯤ. ꯚꯤ. ꯍꯛꯆꯥꯡ ꯐꯕꯥ ꯁ꯭ꯅꯦꯛꯁꯤꯡ ꯌꯥꯎꯍꯟꯕ: ꯁ꯭ꯅꯦꯛꯁꯤꯡ ꯑꯁꯤ ꯐꯠꯇꯕ ꯅꯠꯇꯦ, ꯑꯗꯨꯕꯨ ꯑꯆꯨꯝꯕ ꯁ꯭ꯅꯦꯛꯁꯤꯡ ꯈꯟꯕꯁꯤ ꯌꯥꯝꯅ ꯃꯔꯨꯑꯣꯏ꯫ ꯃꯅꯥ-ꯃꯁꯤꯡ, ꯎꯍꯩ-ꯋꯥꯍꯩ ꯑꯃꯁꯨꯡ ꯃꯅꯥ-ꯃꯁꯤꯡꯒꯨꯝꯕ ꯍꯛꯁꯦꯜ ꯐꯕꯥ ꯁ꯭ꯅꯦꯛꯁꯤꯡ ꯌꯥꯎꯍꯟꯕꯅ ꯃꯈꯣꯏꯒꯤ ꯂꯝꯆꯠ-ꯁꯥꯖꯠ ꯁꯣꯟꯊꯍꯟꯕꯗ ꯃꯇꯦꯡ ꯄꯥꯡꯏ ꯑꯃꯁꯨꯡ ꯃꯈꯣꯏꯒꯤ ꯇꯉꯥꯏꯐꯗꯕ ꯚꯤꯇꯥꯃꯤꯟꯁꯤꯡ ꯑꯃꯁꯨꯡ ꯅ꯭ꯌꯨꯇꯔꯤꯌꯦꯟꯇꯁꯤꯡ ꯄꯤ꯫ ꯏꯁꯤꯡ ꯃꯔꯥꯡ ꯀꯥꯏꯅ ꯊꯛꯄ: ꯏꯁꯤꯡ ꯊꯛꯄꯅ ꯃꯈꯣꯏꯕꯨ ꯃꯄꯨꯡ ꯐꯥꯍꯟꯕꯗ ꯃꯇꯦꯡ ꯄꯥꯡꯏ ꯑꯃꯁꯨꯡ ꯃꯈꯣꯏꯒꯤ ꯆꯥꯛ ꯆꯥꯕ ꯍꯟꯊꯍꯟꯕ ꯉꯝꯃꯤ꯫ ꯅꯣꯡꯃꯗꯥ ꯌꯥꯝꯗ꯭ꯔꯕꯗ ꯏꯁꯤꯡ ꯒ꯭ꯂꯥꯁꯅꯤꯄꯥꯜ ꯊꯛꯄ ꯍꯥꯏꯕꯁꯤ ꯌꯥꯝꯅ ꯐꯩ꯫ ꯁꯄꯣꯔꯇ ꯊꯤꯕ ꯄꯨꯟꯁꯤ ꯃꯍꯤꯡꯗ ꯑꯍꯣꯡꯕ ꯑꯃ ꯄꯨꯔꯛꯄ ꯑꯁꯤ ꯁꯤꯡꯅꯕ ꯑꯃ ꯑꯣꯏꯕ ꯌꯥꯏ, ꯑꯃꯁꯨꯡ ꯁꯄꯣꯔꯠ ꯂꯧꯕ ꯑꯁꯤ ꯑꯐꯕ ꯑꯃꯅꯤ꯫ ꯃꯁꯤ ꯃꯔꯨꯞ ꯑꯃꯗꯒꯤ, ꯏꯃꯨꯡꯒꯤ ꯃꯤꯑꯣꯏ ꯑꯃꯗꯒꯤ ꯅꯠꯇꯔꯒ ꯁꯄꯣꯔꯠ ꯒ꯭ꯔꯨꯞ ꯑꯃꯗꯒꯤ ꯐꯥꯎꯕ ꯑꯣꯏꯕ ꯌꯥꯏ꯫ ꯃꯈꯣꯏꯒꯤ ꯈꯣꯡꯆꯠ ꯑꯗꯨ ꯁꯦꯌꯔ ꯇꯧꯅꯕ ꯀꯅꯥꯒꯨꯝꯕ ꯑꯃ ꯂꯩꯕꯅ ꯃꯁꯤꯕꯨ ꯌꯥꯝꯅ ꯋꯥꯅ ꯊꯣꯛꯍꯟꯕ ꯌꯥꯏ꯫ ꯂꯣꯏꯁꯤꯜꯂꯛꯄꯗ, ꯆꯥꯕꯒꯤ ꯍꯩꯅꯕꯤ ꯍꯣꯡꯗꯣꯛꯄꯗ ꯃꯇꯝ, ꯑꯁꯥꯎꯕ ꯑꯃꯁꯨꯡ ꯂꯦꯞꯄ ꯂꯩꯇꯅ ꯍꯣꯠꯅꯕ ꯃꯊꯧ ꯇꯥꯏ꯫ ꯒꯦꯝ ꯄ꯭ꯂꯥꯟ ꯑꯁꯤ ꯉꯥꯛꯅ ꯆꯠꯇꯨꯅ ꯑꯩꯒꯤ ꯀ꯭ꯂꯥꯏꯑꯦꯟꯇ ꯑꯁꯤꯅ ꯃꯈꯣꯏꯒꯤ ꯆꯥꯕꯒꯤ ꯍꯩꯅꯕꯤꯁꯤꯡ ꯀꯟꯇꯔꯣꯜ ꯇꯧꯕꯥ ꯉꯝꯒꯅꯤ ꯑꯃꯁꯨꯡ ꯍꯛꯆꯥꯡ ꯐꯕꯥ ꯄꯨꯟꯁꯤ ꯃꯍꯤꯡ ꯑꯃꯒꯤ ꯃꯥꯏꯀꯩꯗꯥ ꯈꯣꯡꯊꯥꯡ ꯑꯃ ꯂꯧꯈꯠꯄꯥ ꯉꯝꯒꯅꯤ꯫